ꯗꯤꯖꯤꯇꯦꯜꯒꯤ ꯃꯇꯝ ꯑꯁꯤꯗ ꯍꯤꯡꯅꯕꯒꯤ ꯀꯥꯟꯅꯕꯁꯤꯡ ꯑꯍꯨꯝ ꯄꯟꯕꯤꯌꯨ꯫ ꯒ꯭ꯂꯣꯕꯦꯜ ꯀꯥꯅꯦꯛꯇꯤꯕꯤꯇꯤ - ꯗꯤꯖꯤꯇꯦꯜꯒꯤ ꯃꯇꯝ ꯑꯁꯤꯅ ꯍꯥꯟꯅꯗꯒꯤ ꯍꯦꯟꯅ ꯂꯥꯏꯅ ꯑꯃꯁꯨꯡ ꯌꯥꯡꯅ ꯄꯥꯎ ꯐꯥꯎꯅꯍꯜꯂꯦ꯫ ꯇꯦꯛꯅꯣꯂꯣꯖꯤ ꯁꯤꯖꯤꯟꯅꯗꯨꯅ ꯃꯥꯂꯦꯝꯒꯤ ꯃꯐꯝ ꯑꯃꯗ ꯍꯦꯛꯇ ꯀꯅꯥꯒꯨꯝꯕ ꯑꯃꯒ ꯁꯝꯅꯍꯟꯕ ꯉꯝꯕꯅ ꯖꯤꯑꯣꯒ꯭ꯔꯥꯐꯤꯀꯦꯜꯒꯤ ꯑꯣꯏꯕ ꯑꯊꯤꯡꯕꯁꯤꯡ ꯊꯨꯒꯥꯏꯔꯦ, ꯑꯩꯈꯣꯏꯅ ꯁꯣꯁꯤꯑꯦꯂꯥꯏꯖ ꯇꯧꯕ, ꯂꯥꯂꯣꯟ-ꯏꯇꯤꯛ ꯇꯧꯕꯒꯤ ꯃꯑꯣꯡ ꯅꯠꯇꯔꯒ ꯏꯟꯐꯣꯔꯃꯦꯁꯟ ꯁꯦꯌꯔ ꯇꯧꯕꯒꯤ ꯃꯑꯣꯡ ꯍꯣꯡꯗꯣꯛꯈ꯭ꯔꯦ꯫ ꯏꯐꯤꯁꯤꯑꯦꯟꯁꯤ ꯑꯃꯁꯨꯡ ꯈꯨꯗꯣꯡꯆꯥꯕ - ꯗꯤꯖꯤꯇꯦꯜ ꯇꯦꯛꯅꯣꯂꯣꯖꯤꯅ ꯑꯩꯈꯣꯏꯒꯤ ꯄꯨꯟꯁꯤꯒꯤ ꯃꯁꯛ ꯀꯌꯥ ꯁ꯭ꯇꯔꯤꯝꯂꯥꯏꯟ ꯇꯧꯔꯦ, ꯋꯥꯐꯝꯁꯤꯡ ꯑꯁꯤ ꯍꯦꯟꯅ ꯂꯥꯏꯅꯥ ꯑꯃꯁꯨꯡ ꯍꯦꯟꯅ ꯈꯨꯗꯣꯡꯆꯥꯕ ꯑꯣꯏꯍꯜꯂꯦ꯫ ꯕꯇꯟ ꯑꯃꯒꯤ ꯀ꯭ꯂꯤꯛ ꯑꯃꯈꯛꯇꯪꯗ ꯑꯩꯈꯣꯏꯅ ꯏꯟꯐꯣꯔꯃꯦꯁꯟ ꯐꯪꯒꯅꯤ, ꯑꯣꯟꯂꯥꯏꯟꯗ ꯄꯣꯠ ꯂꯩꯕ ꯌꯥꯏ, ꯊꯕꯛꯀꯤꯗꯃꯛ ꯑꯦꯄ꯭ꯂꯥꯏ ꯇꯧꯕ ꯌꯥꯏ, ꯕꯤꯜ ꯄꯤꯕ ꯌꯥꯏ ꯅꯠꯇꯔꯒ ꯃꯦꯗꯤꯀꯦꯜ ꯀꯦꯌꯔ ꯂꯧꯕ ꯌꯥꯏ꯫ ꯑꯣꯇꯣꯃꯦꯁꯟ ꯑꯃꯁꯨꯡ ꯃꯦꯁꯤꯟ ꯂꯔꯅꯤꯡꯅ ꯍꯦꯟꯅ ꯏꯐꯤꯁꯤꯌꯦꯟꯇ ꯑꯣꯏꯕ ꯊꯕꯛ ꯊꯧꯑꯣꯡꯁꯤꯡ ꯁꯦꯝꯒꯠꯂꯤ, ꯃꯁꯤꯅ ꯍꯟꯖꯤꯟ ꯍꯟꯖꯤꯟ ꯇꯧꯕ ꯊꯕꯛꯁꯤꯡꯒꯤ ꯃꯊꯧ ꯇꯥꯕ ꯑꯗꯨ ꯀꯣꯛꯍꯜꯂꯤ ꯑꯃꯁꯨꯡ ꯍꯦꯟꯅ ꯃꯔꯨꯑꯣꯏꯕ ꯊꯕꯛꯁꯤꯡꯒꯤꯗꯃꯛ ꯃꯇꯝ ꯀꯟꯕ ꯉꯝꯍꯜꯂꯤ꯫ ꯏꯟꯐꯣꯔꯃꯦꯁꯟ ꯑꯃꯁꯨꯡ ꯅꯣꯂꯦꯖ ꯐꯪꯍꯟꯕ - ꯗꯤꯖꯤꯇꯦꯜꯒꯤ ꯃꯇꯝ ꯑꯁꯤꯅ ꯑꯩꯈꯣꯏꯗ ꯏꯟꯇꯔꯅꯦꯠ ꯀꯥꯅꯦꯛꯁꯟ ꯂꯩꯕ ꯃꯤꯑꯣꯏ ꯑꯃꯅ ꯐꯪꯒꯗꯕ ꯏꯟꯐꯣꯔꯃꯦꯁꯟ ꯑꯃꯁꯨꯡ ꯅꯣꯂꯦꯖꯒꯤ ꯆꯥꯡ ꯑꯁꯤ ꯃꯃꯥꯡꯗ ꯑꯃꯨꯛꯇ ꯑꯣꯏꯈꯤꯗ꯭ꯔꯤꯕ ꯃꯑꯣꯡꯗ ꯐꯪꯍꯜꯂꯦ꯫ ꯃꯁꯤꯅ ꯑꯩꯈꯣꯏꯒꯤ ꯇꯝꯕꯒꯤ ꯃꯑꯣꯡ ꯃꯇꯧꯗ ꯌꯥꯝꯅ ꯆꯥꯎꯅ ꯑꯍꯣꯡꯕ ꯄꯨꯔꯛꯂꯦ, ꯃꯍꯩ-ꯃꯁꯤꯡ ꯇꯝꯕꯒꯤ ꯈꯨꯗꯣꯡꯆꯥꯕ ꯍꯦꯟꯅ ꯐꯪꯍꯜꯂꯦ ꯑꯃꯁꯨꯡ ꯃꯤꯌꯥꯝꯅ ꯑꯅꯧꯕ ꯍꯩꯁꯤꯡꯕ ꯇꯝꯅꯕꯒꯤ ꯅꯠꯇꯔꯒ ꯃꯈꯣꯏꯒꯤ ꯂꯧꯁꯤꯡ ꯄꯥꯛꯊꯣꯛ-ꯆꯥꯎꯊꯣꯛꯅꯕꯒꯤ ꯈꯨꯗꯣꯡꯆꯥꯕ ꯑꯃ ꯄꯤꯔꯦ꯫ ꯏꯟꯐꯣꯔꯃꯦꯁꯟ ꯐꯖꯅ ꯐꯪꯍꯟꯕꯅꯥ ꯃꯤꯌꯥꯝꯅ ꯍꯧꯖꯤꯛ ꯑꯣꯏꯔꯤꯕ ꯊꯧꯗꯣꯛꯁꯤꯡꯒꯤ ꯃꯔꯝꯗ ꯈꯪꯖꯤꯟꯕ ꯑꯃꯁꯨꯡ ꯃꯈꯣꯏꯒꯤ ꯃꯥꯂꯦꯝꯒꯤ ꯃꯔꯝꯗ ꯈꯪꯍꯟꯕꯗꯁꯨ ꯂꯥꯏꯊꯣꯛꯍꯜꯂꯦ꯫ ꯇꯣꯉꯥꯟ-ꯇꯣꯉꯥꯟꯕ ꯍꯨꯏ ꯕ꯭ꯔꯤꯗ ꯑꯅꯤꯒꯤ ꯂꯝꯆꯠ-ꯁꯥꯖꯠ ꯑꯗꯨ ꯆꯥꯡꯗꯝꯅꯕ - ꯒꯣꯜꯗꯟ ꯔꯤꯇꯔꯤꯌꯦꯚꯔ ꯑꯃꯁꯨꯡ ꯂꯥꯕ꯭ꯔꯥꯗꯣꯔ꯫ ꯒꯣꯜꯗꯟ ꯔꯤꯇꯔꯤꯌꯦꯚꯔ ꯑꯃꯁꯨꯡ ꯂꯥꯕ꯭ꯔꯥꯗꯣꯔ ꯑꯁꯤ ꯈ꯭ꯋꯥꯏꯗꯒꯤ ꯃꯃꯤꯡ ꯆꯠꯄ ꯍꯨꯏꯒꯤ ꯕ꯭ꯔꯤꯗ ꯑꯅꯤꯅꯤ, ꯑꯃꯁꯨꯡ ꯃꯈꯣꯏꯒꯤ ꯂꯝꯆꯠ-ꯁꯥꯖꯠꯇ ꯃꯥꯟꯅꯕꯥ ꯀꯌꯥ ꯑꯃ ꯂꯩꯔꯕꯁꯨ, ꯊꯣꯏꯗꯣꯛꯄ ꯈꯦꯠꯅꯕꯁꯤꯡꯁꯨ ꯂꯩ꯫ ꯕ꯭ꯔꯤꯗ ꯑꯅꯤꯃꯛ ꯑꯁꯤ ꯃꯈꯣꯏꯒꯤ ꯃꯔꯨꯞ-ꯃꯄꯥꯡ ꯑꯣꯏꯕ, ꯃꯤꯅꯨꯡꯁꯤ ꯂꯩꯇꯔꯕꯥ ꯄꯔꯁꯣꯅꯦꯂꯤꯇꯤꯁꯤꯡꯒꯤꯗꯃꯛ ꯈꯪꯅꯩ ꯑꯃꯁꯨꯡ ꯑꯆꯧꯕ ꯏꯃꯨꯡꯒꯤ ꯄꯣꯠꯆꯩꯁꯤꯡ ꯁꯦꯝꯃꯤ꯫ ꯃꯈꯣꯏ ꯑꯁꯤ ꯊꯥꯖꯕꯥ ꯌꯥꯕ, ꯅꯨꯡꯁꯤꯕ ꯑꯃꯁꯨꯡ ꯃꯈꯣꯏꯒꯤ ꯃꯄꯨꯁꯤꯡꯒ ꯃꯇꯝ ꯀꯥꯏꯊꯣꯛꯄ ꯌꯥꯝꯅ ꯄꯥꯝꯃꯤ꯫ ꯑꯗꯨꯝ ꯑꯣꯏꯅꯃꯛ, ꯕ꯭ꯔꯤꯗ ꯑꯅꯤ ꯑꯁꯤꯒꯤ ꯃꯔꯛꯇ ꯃꯌꯦꯛ ꯁꯦꯡꯕ ꯈꯦꯠꯅꯕꯥ ꯂꯩ꯫ ꯈꯨꯗꯝ ꯑꯣꯏꯅ, ꯒꯣꯜꯗꯟ ꯔꯤꯇꯔꯤꯌꯦꯚꯔꯁꯤꯡ ꯑꯁꯤ ꯃꯍꯧꯁꯥꯅ ꯂꯥꯕ꯭ꯔꯥꯗꯣꯔꯁꯤꯡꯗꯒꯤ ꯍꯦꯟꯅ ꯔꯤꯂꯥꯛꯁꯦꯁꯟ ꯑꯃꯁꯨꯡ ꯄꯦꯁꯦꯟꯇ ꯑꯣꯏ꯫ ꯃꯈꯣꯏ ꯑꯁꯤ ꯌꯨꯝꯗ ꯍꯦꯟꯅ ꯅꯤꯡꯊꯤꯖꯅ ꯂꯩ, ꯑꯃꯁꯨꯡ ꯃꯍꯧꯁꯥꯅ ꯇ꯭ꯔꯦꯅꯤꯡ ꯇꯧꯕꯗꯥ ꯂꯥꯏꯕ ꯑꯣꯏ꯫ ꯃꯈꯣꯏꯅ ꯃꯈꯣꯏꯒꯤ ꯏꯃꯨꯡ-ꯃꯅꯨꯡꯒ ꯂꯣꯏꯅꯅ ꯀꯨꯞꯁꯤꯟꯕꯗꯥ ꯅꯨꯡꯉꯥꯏꯕ ꯐꯥꯎꯏ, ꯑꯃꯁꯨꯡ ꯊꯦꯔꯥꯄꯤꯒꯤ ꯊꯕꯛꯒꯨꯝꯕ ꯊꯕꯛ ꯊꯧꯔꯝꯁꯤꯡꯗ ꯌꯥꯝꯅ ꯆꯨꯝꯃꯤ꯫ ꯃꯈꯣꯏ ꯑꯉꯥꯡꯁꯤꯡꯒ ꯌꯥꯝꯅ ꯅꯨꯡꯁꯤꯅꯅꯥ ꯂꯩꯃꯤꯟꯅꯕꯁꯨ ꯈꯪꯅꯩ꯫ ꯃꯥꯏꯀꯩ ꯑꯃꯔꯣꯝꯗ ꯂꯥꯕ꯭ꯔꯥꯗꯣꯔꯁꯤꯡ ꯑꯁꯤ ꯒꯣꯜꯗꯟ ꯔꯤꯇꯔꯤꯌꯦꯚꯔꯁꯤꯡꯗꯒꯤ ꯍꯦꯟꯅ ꯏꯅꯔꯖꯤ ꯂꯩꯕ ꯑꯃꯁꯨꯡ ꯋꯥꯈꯜ ꯋꯥꯕ ꯃꯤꯑꯣꯏꯁꯤꯡꯅꯤ꯫ ꯃꯈꯣꯏꯗ ꯏꯅꯔꯖꯤ ꯃꯔꯥꯡ ꯀꯥꯏꯅ ꯂꯩ ꯑꯃꯁꯨꯡ ꯃꯈꯣꯏꯕꯨ ꯅꯨꯡꯉꯥꯏꯅ ꯂꯩꯅꯕꯥ ꯑꯃꯁꯨꯡ ꯍꯛꯆꯥꯡ ꯐꯅꯥ ꯂꯩꯅꯕꯥ ꯑꯦꯛꯁꯔꯁꯥꯏꯖ ꯌꯥꯝꯅ ꯃꯊꯧ ꯇꯥꯏ꯫ ꯃꯈꯣꯏꯅ ꯃꯈꯣꯏꯒꯤ ꯃꯄꯨꯁꯤꯡꯕꯨ ꯅꯨꯡꯉꯥꯏꯍꯟꯕꯗꯁꯨ ꯌꯥꯝꯅ ꯋꯥꯅ ꯊꯣꯛꯏ ꯍꯥꯏꯅ ꯈꯪꯅꯩ, ꯃꯗꯨꯅ ꯃꯈꯣꯏꯕꯨ ꯇ꯭ꯔꯦꯅꯤꯡ ꯇꯧꯕꯗ ꯂꯥꯏꯊꯣꯛꯍꯟꯕ ꯉꯝꯒꯅꯤ꯫ ꯂꯥꯕ꯭ꯔꯥꯗꯣꯔꯁꯤꯡ ꯑꯁꯤ ꯂꯧꯎ-ꯁꯤꯡꯎꯒꯨꯝꯕ ꯊꯕꯛ ꯊꯧꯔꯝꯁꯤꯡꯗ ꯌꯥꯝꯅ ꯆꯨꯝꯃꯤ, ꯑꯃꯁꯨꯡ ꯃꯈꯣꯏ ꯑꯁꯤ ꯑꯌꯥꯝꯕꯅ ꯁꯔꯆ ꯑꯃꯁꯨꯡ ꯔꯦꯁꯀ꯭ꯌꯨ ꯅꯠꯇꯔꯒ ꯗꯤꯇꯦꯛꯇꯦꯁꯟ ꯋꯥ꯭ꯔꯛꯒꯨꯝꯕ ꯊꯧꯗꯥꯡꯁꯤꯡꯗ ꯊꯕꯛ ꯇꯧꯕ ꯍꯨꯏ ꯑꯣꯏꯅ ꯁꯤꯖꯤꯟꯅꯩ꯫ ꯃꯍꯧꯁꯥꯅ, ꯒꯣꯜꯗꯟ ꯔꯤꯇꯔꯤꯌꯦꯚꯜ ꯑꯃꯁꯨꯡ ꯂꯥꯕ꯭ꯔꯥꯗꯣꯔ ꯑꯅꯤꯃꯛ ꯃꯔꯨꯞ-ꯃꯄꯥꯡ ꯑꯣꯏꯕ, ꯊꯥꯖꯕ ꯌꯥꯕ ꯑꯃꯁꯨꯡ ꯑꯆꯧꯕ ꯏꯃꯨꯡꯒꯤ ꯄꯣꯠꯆꯩꯁꯤꯡ ꯁꯦꯝꯃꯤ꯫ ꯑꯗꯨꯝ ꯑꯣꯏꯅꯃꯛ, ꯒꯣꯜꯗꯟ ꯔꯤꯇꯔꯤꯌꯦꯚꯔꯁꯤꯡ ꯑꯁꯤ ꯍꯦꯟꯅ ꯅꯨꯡꯉꯥꯏꯕ ꯑꯃꯁꯨꯡ ꯃꯤꯅꯨꯡꯁꯤ ꯂꯩꯕ ꯃꯤꯑꯣꯏꯁꯤꯡꯅꯤ, ꯑꯗꯨꯒ ꯂꯥꯕ꯭ꯔꯥꯗꯣꯔꯁꯤꯡꯅ ꯍꯦꯟꯅ ꯏꯅꯔꯖꯤ ꯂꯩꯕ ꯑꯃꯁꯨꯡ ꯁꯥꯟꯅꯄꯣꯠꯁꯤꯡꯅꯤ꯫